ꯔꯤꯁꯥꯏꯀꯜ ꯇꯧꯕꯒꯤ ꯃꯔꯨꯑꯣꯏꯕ ꯑꯗꯨ ꯁꯟꯗꯣꯛꯅ ꯇꯥꯛꯄꯤꯌꯨ꯫ ꯔꯤꯁꯥꯏꯀꯜ ꯇꯧꯕꯥ ꯑꯁꯤ ꯑꯃꯣꯠꯄ ꯍꯟꯊꯍꯟꯅꯕ ꯑꯃꯁꯨꯡ ꯃꯍꯧꯁꯥꯒꯤ ꯔꯤꯁꯣꯔꯁꯁꯤꯡ ꯀꯟꯖꯔꯕꯦꯁꯟꯒꯤ ꯈ꯭ꯋꯥꯏꯗꯒꯤ ꯏꯐꯦꯛꯇꯤꯕ ꯑꯣꯏꯕ ꯃꯑꯣꯡ ꯑꯃꯅꯤ꯫ ꯃꯁꯤ ꯑꯩꯈꯣꯏꯒꯤ ꯒ꯭ꯔꯍ ꯑꯁꯤꯒꯤ ꯇꯨꯡ ꯀꯣꯏꯅ ꯆꯠꯀꯗꯕ ꯇꯨꯡꯂꯝꯆꯠ ꯑꯃ ꯁꯣꯏꯗꯅ ꯐꯪꯍꯟꯕꯗ ꯃꯇꯦꯡ ꯄꯥꯡꯕ ꯉꯝꯕ ꯇꯉꯥꯏꯐꯗꯕ ꯊꯧꯑꯣꯡ ꯑꯃꯅꯤ꯫ ꯔꯤꯁꯥꯏꯀꯜ ꯇꯧꯕ ꯑꯁꯤ ꯃꯔꯨꯑꯣꯏꯕꯒꯤ ꯃꯔꯝ ꯈꯔꯗꯤ ꯃꯈꯥꯗ ꯄꯤꯔꯤ: ꯃꯍꯧꯁꯥꯒꯤ ꯔꯤꯁꯣꯔꯁꯁꯤꯡ ꯀꯟꯖꯔꯕꯦꯁꯟ ꯇꯧꯏ ꯫ ꯔꯤꯁꯥꯏꯀꯜ ꯇꯧꯕꯅ ꯏꯁꯤꯡ, ꯎ ꯑꯃꯁꯨꯡ ꯃꯤꯅꯔꯦꯜꯁꯤꯡꯒꯨꯝꯕ ꯃꯍꯧꯁꯥꯒꯤ ꯔꯤꯁꯣꯔꯁꯁꯤꯡ ꯉꯥꯛꯇꯨꯅ ꯊꯝꯕꯗ ꯃꯇꯦꯡ ꯄꯥꯡꯏ꯫ ꯈꯨꯗꯝ ꯑꯣꯏꯅ ꯅꯍꯥꯛꯅ ꯄꯦꯄꯔ ꯔꯤꯁꯥꯏꯀꯜ ꯇꯧꯕ ꯃꯇꯝꯗ, ꯅꯍꯥꯛꯅ ꯚꯔꯖꯤꯟ ꯎꯗ ꯄꯜꯄꯀꯤ ꯃꯊꯧ ꯇꯥꯕ ꯍꯟꯊꯍꯜꯂꯤ꯫ ꯃꯁꯤꯅ ꯇꯥꯛꯄꯗꯤ ꯎꯁꯤꯡ ꯍꯟꯊꯍꯟꯕ ꯃꯊꯧ ꯇꯥꯏ꯫ ꯒ꯭ꯔꯤꯟ ꯍꯥꯎꯁ ꯒ꯭ꯌꯥꯁ ꯊꯥꯗꯣꯛꯄ ꯍꯟꯊꯍꯜꯂꯤ꯫ ꯔꯤꯁꯥꯏꯀꯜ ꯇꯧꯔꯕ ꯃꯆꯥꯛꯁꯤꯡꯗꯒꯤ ꯄꯣꯠꯊꯣꯛꯁꯤꯡ ꯁꯥꯕꯗ ꯔꯣ ꯃꯦꯇꯔꯤꯌꯦꯜꯁꯤꯡꯗꯒꯤ ꯄꯨꯊꯣꯛꯄꯗꯒꯤ ꯍꯦꯟꯅ ꯏꯅꯔꯖꯤ ꯌꯥꯝꯅ ꯆꯪꯗꯦ꯫ ꯃꯁꯤꯅ ꯃꯔꯝ ꯑꯣꯏꯗꯨꯅ ꯒ꯭ꯔꯤꯟꯍꯥꯎꯁ ꯒ꯭ꯌꯥꯁ ꯏꯃꯤꯁꯟ ꯍꯟꯊꯍꯜꯂꯤ꯫ ꯃꯗꯨꯅ ꯀ꯭ꯂꯥꯏꯃꯦꯠ ꯆꯦꯟꯖꯗ ꯃꯇꯦꯡ ꯄꯥꯡꯏ꯫ ꯏꯅꯔꯖꯤ ꯀꯟꯕ: ꯔꯤꯁꯥꯏꯀꯜ ꯇꯧꯕꯅ ꯏꯅꯔꯖꯤꯁꯨ ꯀꯟꯕ ꯉꯝꯃꯤ ꯃꯔꯝꯗꯤ ꯔꯤꯁꯥꯏꯀꯜ ꯇꯧꯔꯕ ꯃꯆꯥꯛꯁꯤꯡꯗꯒꯤ ꯄꯣꯠꯊꯣꯛꯁꯤꯡ ꯁꯥꯕꯒꯤ ꯃꯦꯟꯌꯨꯐꯦꯛꯆꯔꯤꯡ ꯄ꯭ꯔꯣꯁꯦꯁꯁꯤꯡꯗ ꯔꯣ ꯃꯦꯇꯔꯤꯌꯦꯜꯗꯒꯤ ꯑꯅꯧꯕ ꯄꯣꯠꯊꯣꯛꯁꯤꯡ ꯄꯨꯊꯣꯛꯄꯗꯒꯤ ꯏꯅꯔꯖꯤ ꯌꯥꯝꯅ ꯆꯪꯗꯦ꯫ ꯂꯦꯟꯗꯐꯤꯜꯒꯤ ꯑꯃꯣꯠꯄ ꯍꯟꯊꯍꯜꯂꯤ: ꯔꯤꯁꯥꯏꯀꯜ ꯇꯧꯕꯅꯥ ꯂꯦꯟꯗꯐꯤꯜꯗ ꯆꯠꯂꯤꯕ ꯑꯃꯣꯠꯄꯁꯤꯡꯒꯤ ꯆꯥꯡ ꯍꯟꯊꯍꯜꯂꯤ꯫ ꯃꯁꯤꯅ ꯇꯥꯛꯄꯗꯤ ꯑꯃꯣꯠꯄ ꯊꯥꯗꯣꯛꯄꯗ ꯂꯝ ꯍꯟꯊꯅ ꯃꯊꯧ ꯇꯥꯏ꯫ ꯃꯁꯤ ꯃꯔꯨꯑꯣꯏ ꯃꯔꯝꯗꯤ ꯂꯦꯟꯗꯐꯤꯜꯁꯤꯡ ꯑꯁꯤ ꯂꯤꯃꯤꯇꯦꯗ ꯂꯥꯏꯐꯁ꯭ꯄꯦꯟ ꯂꯩ ꯫ ꯑꯃꯁꯨꯡ ꯃꯐꯝ ꯑꯗꯨꯗ ꯍꯦꯟꯅ ꯂꯨꯝꯅ ꯂꯧꯕ ꯑꯃꯁꯨꯡ ꯁꯦꯟꯅꯕꯗ ꯃꯃꯜ ꯌꯥꯝꯅ ꯆꯪꯏ꯫ ꯊꯕꯛ ꯄꯤꯔꯤ: ꯔꯤꯁꯥꯏꯀꯜ ꯇꯧꯕꯅ ꯔꯤꯁꯥꯏꯀꯜ ꯑꯃꯁꯨꯡ ꯃꯦꯟꯌꯨꯐꯦꯛꯆꯔꯤꯡ ꯏꯟꯗꯁ꯭ꯇꯔꯤꯁꯤꯡꯗꯁꯨ ꯊꯕꯛ ꯄꯤ꯫ ꯍꯥꯏꯔꯤꯕ ꯊꯕꯛꯁꯤꯡ ꯑꯁꯤꯅ ꯂꯣꯀꯦꯜ ꯏꯀꯣꯅꯣꯃꯤꯁꯤꯡꯕꯨ ꯊꯧꯅ ꯍꯥꯞꯂꯤ꯫ ꯑꯃꯁꯨꯡ ꯈꯨꯟꯅꯥꯏꯒꯤ ꯑꯄꯨꯟꯕ ꯌꯥꯏꯐꯅꯕ ꯃꯇꯦꯡ ꯄꯥꯡꯏ꯫ ꯂꯣꯏꯁꯤꯜꯂꯛꯄꯗ ꯔꯤꯁꯥꯏꯀꯜ ꯇꯧꯕ ꯑꯁꯤ ꯑꯀꯣꯏꯕꯒꯤ ꯐꯤꯕꯝ ꯉꯥꯛ-ꯁꯦꯟꯅꯕꯒꯤꯗꯃꯛ ꯌꯥꯝꯅ ꯃꯔꯨꯑꯣꯏꯕ ꯊꯧꯑꯣꯡ ꯑꯃꯅꯤ꯫ꯑꯃꯁꯨꯡ ꯃꯁꯤ ꯑꯩꯈꯣꯏꯒꯤ ꯅꯨꯡꯇꯤꯒꯤ ꯄꯨꯟꯁꯤꯗ ꯌꯥꯎꯍꯟꯒꯗꯕꯅꯤ꯫ ꯔꯤꯁꯥꯏꯀꯜ ꯇꯧꯗꯨꯅ ꯑꯩꯈꯣꯏꯅ ꯄꯣꯂꯨꯁꯟ ꯍꯟꯊꯍꯟꯕꯗ ꯃꯇꯦꯡ ꯄꯥꯡꯕ ꯉꯝꯒꯅꯤ꯫ ꯃꯍꯧꯁꯥꯒꯤ ꯂꯟꯁꯤꯡ ꯀꯟꯖꯅꯔ ꯀꯟꯖꯔꯕꯦꯁꯟ ꯇꯧꯕ ꯉꯝꯒꯅꯤ꯫ꯏꯅꯔꯖꯤ ꯀꯟꯕ ꯉꯝꯒꯅꯤ ꯑꯃꯁꯨꯡ ꯑꯩꯈꯣꯢꯒꯤ ꯂꯣꯀꯦꯜ ꯏꯀꯣꯅꯣꯃꯤꯗ ꯃꯇꯦꯡ ꯄꯥꯡꯕ ꯉꯝꯒꯅꯤ꯫